ꯑꯃ ꯗꯒꯤ ꯇꯔꯥ ꯐꯥꯎꯕꯒꯤ ꯏꯁꯀꯦꯜꯗꯥ, ꯃꯇꯝ ꯂꯦꯞꯄꯒꯤ ꯃꯔꯨꯑꯣꯏꯕ ꯑꯗꯨ ꯔꯦꯠ ꯇꯧ꯫ ꯑꯥꯔꯇꯤꯐꯤꯁꯤꯑꯦꯜ ꯏꯟꯇꯦꯜꯂꯤꯖ‌ꯦꯟꯁ ꯑꯃ ꯑꯣꯏꯅꯥ ꯑꯩꯍꯥꯛꯅꯥ ꯃꯤꯑꯣꯏ ꯑꯃꯅ ꯇꯧꯕꯒꯨꯝꯅꯥ ꯂꯅꯥꯏꯒꯤ ꯑꯣꯏꯕꯥ ꯋꯥꯈꯜꯂꯣꯟ ꯑꯃ ꯄꯤꯕꯥ ꯉꯝꯗꯦ ꯅꯠꯇ꯭ꯔꯥꯒ ꯄꯣꯠꯁꯤꯡꯕꯨ ꯔꯦꯠ ꯇꯧꯕꯥ ꯉꯝꯗꯦ ꯑꯗꯨꯕꯨ ꯍꯤꯔꯝ ꯑꯁꯤꯒꯤ ꯃꯇꯥꯡꯗ ꯑꯈꯪ-ꯑꯍꯩꯁꯤꯡꯅꯥ ꯍꯥꯏꯒꯅꯤ ꯃꯗꯨꯗꯤ ꯃꯇꯝ ꯂꯦꯞꯄꯥ ꯑꯁꯤ ꯃꯔꯨꯑꯣꯏ ꯃꯔꯝꯗꯤ ꯃꯁꯤꯅꯥ ꯃꯤꯌꯥꯝꯗ ꯃꯈꯣꯏꯒꯤ ꯃꯇꯝ ꯑꯁꯤ ꯏꯐꯦꯛꯇꯤꯕ ꯑꯣꯏꯅꯥ ꯁꯤꯖꯤꯟꯅꯕꯗꯥ ꯃꯇꯦꯡ ꯄꯥꯡꯕꯥ ꯉꯝꯒꯅꯤ, ꯏꯁꯇ꯭ꯔꯦꯁ ꯍꯟꯊꯍꯟꯕ ꯉꯝꯒꯅꯤ ꯑꯃꯁꯨꯡ ꯄꯣꯠꯊꯣꯛ ꯍꯦꯟꯒꯠꯍꯟꯕꯥ ꯉꯝꯒꯅꯤ꯫ ꯃꯔꯝ ꯑꯗꯨꯅꯥ ꯃꯈꯣꯏꯅ ꯃꯍꯧꯁꯅꯥ ꯃꯇꯝ ꯂꯦꯞꯄꯒꯤ ꯃꯔꯨꯑꯣꯏꯕꯥ ꯑꯁꯤ ꯑꯃꯗꯒꯤ ꯇꯔꯥ ꯐꯥꯎꯕꯒꯤ ꯏꯁꯀꯦꯜꯗꯥ ꯃꯥꯄꯜ ꯅꯠꯇ꯭ꯔꯒ ꯇꯔꯥ ꯍꯥꯏꯅꯥ ꯔꯦꯠ ꯇꯧꯒꯅꯤ꯫ ꯃꯥꯂꯦꯝꯒꯤ ꯂꯥꯏꯔꯕꯥ ꯍꯟꯊꯍꯟꯅꯕꯥ ꯄꯥꯝꯕꯩ ꯑꯃꯥ ꯈꯟꯅꯕꯤꯌꯨ꯫ ꯃꯥꯂꯦꯝꯒꯤ ꯑꯣꯏꯕꯥ ꯂꯥꯏꯔꯕꯥ ꯍꯟꯊꯍꯟꯅꯕꯥ ꯊꯕꯛ ꯄꯥꯏꯈꯠꯄꯥ ꯌꯥꯕꯥ ꯊꯧꯑꯣꯡ ꯀꯌꯥ ꯂꯩꯔꯤ꯫ ꯃꯈꯥꯗꯥ ꯈꯨꯗꯝ ꯈꯔꯥ ꯄꯤꯔꯤ: ꯃꯥꯏꯀ꯭ꯔꯣ ꯐꯥꯏꯅꯥꯟꯁ ꯏꯟꯁꯇꯤꯇꯤꯌꯨꯠꯁꯤꯡꯕꯨ ꯃꯇꯦꯡ ꯄꯥꯡꯕꯥ ꯑꯃꯁꯨꯡ ꯆꯥꯎꯊꯣꯛꯍꯟꯕꯥ, ꯃꯥꯏꯀ꯭ꯔꯣ ꯐꯥꯏꯅꯥꯟꯁ ꯏꯟꯁꯇꯤꯇ꯭ꯌꯨꯁꯟꯁꯤꯡꯅꯥ ꯇ꯭ꯔꯦꯗꯤꯁꯅꯦꯜ ꯕꯦꯡꯀꯤꯡ ꯁꯔꯚꯤꯁꯁꯤꯡꯒꯤ ꯈꯨꯗꯣꯡꯆꯥꯕꯥ ꯐꯪꯗꯕ ꯑꯣꯟꯇꯔꯄ꯭ꯔꯤꯅꯔꯁꯤꯡ ꯑꯃꯁꯨꯡ ꯑꯄꯤꯛꯄꯥ ꯕꯤꯖꯤꯅꯦꯁꯁꯤꯡꯗꯥ ꯑꯄꯤꯛꯄꯥ ꯂꯣꯟ, ꯁꯦꯚꯤꯡ, ꯑꯃꯁꯨꯡ ꯏꯟꯁꯨꯔꯦꯟꯁ ꯄꯤꯔꯤ꯫ ꯃꯁꯤꯒꯤ ꯊꯧꯑꯣꯡ ꯑꯁꯤꯅꯥ ꯂꯥꯏꯔꯕꯥ ꯃꯤꯑꯣꯏꯁꯤꯡꯗꯥ ꯃꯈꯣꯏꯒꯤ ꯂꯂꯣꯟ-ꯏꯇꯤꯛ ꯍꯧꯗꯣꯛꯄꯥ ꯅꯠꯇ꯭ꯔꯥꯒꯥ ꯄꯥꯛꯊꯣꯛ-ꯆꯥꯎꯊꯣꯛꯍꯟꯕꯗꯥ ꯃꯇꯦꯡ ꯄꯥꯡꯕ ꯉꯝꯒꯅꯤ꯫ ꯃꯗꯨꯅꯥ ꯃꯈꯣꯏꯒꯤ ꯁꯦꯟꯊꯣꯛ ꯍꯦꯟꯒꯠꯍꯟꯕꯥ ꯑꯃꯁꯨꯡ ꯂꯥꯏꯔꯕ ꯍꯟꯊꯍꯟꯕ ꯉꯝꯒꯅꯤ꯫ ꯃꯍꯩ-ꯃꯁꯤꯡꯗꯥ ꯁꯦꯜ ꯊꯥꯗꯕ, ꯑꯦꯖꯨꯀꯦꯁꯟ ꯑꯁꯤ ꯂꯥꯏꯔꯕꯒꯤ ꯃꯥꯌꯣꯛꯇꯥ ꯁꯛꯇꯤ ꯂꯩꯕꯥ ꯈꯨꯠꯂꯥꯏ ꯑꯃꯅꯤ ꯍꯥꯏꯕꯥ ꯄ꯭ꯔꯃꯥꯟ ꯇꯧꯔꯦ꯫ ꯂꯥꯏꯔꯕꯥ ꯃꯐꯝꯁꯤꯡꯗꯥ ꯂꯩꯕꯥ ꯑꯉꯥꯡꯁꯤꯡ ꯑꯃꯁꯨꯡ ꯑꯍꯜꯁꯤꯡꯗꯥ ꯃꯒꯨꯜ ꯂꯩꯕꯥ ꯃꯍꯩ-ꯃꯁꯤꯡ ꯐꯪꯍꯟꯗꯨꯅꯥ ꯃꯈꯣꯏꯅ ꯍꯦꯟꯅ ꯐꯕ ꯁꯦꯟꯊꯪ ꯐꯪꯒꯗꯕ ꯊꯕꯛ ꯐꯪꯍꯟꯕ ꯑꯃꯁꯨꯡ ꯂꯥꯏꯔꯕꯒꯤ ꯆꯥꯡ ꯊꯨꯒꯥꯏꯅꯕ ꯃꯊꯧ ꯇꯥꯕ ꯂꯧꯁꯤꯡ ꯑꯃꯁꯨꯡ ꯍꯩꯁꯤꯡꯕꯥ ꯐꯪꯍꯟꯕ ꯉꯝꯒꯅꯤ꯫ ꯐꯦꯌꯥꯔ ꯇ꯭ꯔꯦꯗ ꯄꯨꯛꯅꯤꯡ ꯊꯧꯒꯠꯄꯥ: ꯐꯦꯌꯔ ꯇ꯭ꯔꯦꯗ ꯄ꯭ꯔꯦꯛꯇꯤꯁꯁꯤꯡꯅꯥ ꯆꯥꯎꯈꯠꯂꯛꯂꯤꯕꯥ ꯂꯩꯕꯥꯛꯁꯤꯡꯗ ꯂꯩꯔꯤꯕꯥ ꯁꯤꯟꯃꯤꯁꯤꯡꯅ ꯃꯈꯣꯏꯒꯤ ꯂꯦꯕꯔꯁꯤꯡꯒꯤꯗꯃꯛ ꯑꯆꯨꯝꯕ ꯋꯦꯖ ꯐꯪꯍꯟꯕꯗ ꯃꯇꯦꯡ ꯄꯥꯡꯕꯥ ꯉꯝꯒꯅꯤ꯫ ꯃꯁꯤꯅꯥ ꯁꯤꯟꯃꯤꯁꯤꯡꯗ ꯃꯇꯤꯛ ꯆꯥꯕꯥ ꯄꯨꯟꯁꯤ ꯃꯍꯤꯡ ꯑꯃ ꯄꯤꯗꯨꯅ ꯂꯥꯏꯔꯕꯥ ꯍꯟꯊꯍꯟꯕꯗꯥ ꯃꯇꯦꯡ ꯄꯥꯡꯕ ꯉꯝꯒꯅꯤ꯫ ꯖꯦꯟꯗꯔ ꯏꯀꯨꯋꯦꯂꯤꯇꯤ ꯄ꯭ꯔꯣꯃꯣꯠ ꯇꯧꯕꯥ: ꯖꯦꯟꯗꯔ ꯏꯀꯨꯋꯦꯂꯤꯇꯤ ꯑꯁꯤ ꯂꯥꯏꯔꯕꯒꯤ ꯃꯈꯥ ꯄꯣꯟꯕ ꯃꯔꯝꯁꯤꯡꯒꯤ ꯃꯅꯨꯡꯗ ꯑꯃꯅꯤ꯫ ꯖꯦꯟꯗꯔ ꯏꯀꯨꯋꯦꯂꯤꯇꯤ ꯄ꯭ꯔꯃꯣꯠ ꯇꯧꯗꯨꯅꯥ ꯑꯩꯈꯣꯌꯅ ꯃꯤꯄꯨꯝ ꯈꯨꯗꯤꯡꯃꯛꯅꯥ ꯔꯤꯁꯣꯔꯁꯁꯤꯡ, ꯑꯦꯖꯨꯀꯦꯁꯟ, ꯑꯃꯁꯨꯡ ꯊꯕꯛ ꯄꯤꯕꯒꯤ ꯈꯨꯗꯣꯡꯆꯥꯕꯁꯤꯡ ꯆꯞ ꯃꯥꯟꯅꯅ ꯐꯪꯍꯟꯕꯗ ꯃꯇꯦꯡ ꯄꯥꯡꯕ ꯉꯝꯒꯅꯤ꯫ ꯃꯁꯤꯅ ꯂꯥꯏꯔꯕ ꯍꯟꯊꯍꯟꯕꯥ ꯌꯥꯏ꯫ ꯐꯣꯔꯦꯟ ꯑꯦꯗ ꯍꯦꯟꯒꯠꯍꯟꯕꯥ: ꯆꯥꯎꯈꯠꯂꯛꯂꯤꯕꯥ ꯂꯩꯕꯥꯛ ꯀꯌꯥꯗꯥ ꯐꯣꯔꯦꯟ ꯑꯦꯗ ꯄ꯭ꯔꯣꯒ꯭ꯔꯥꯝꯁꯤꯡ ꯂꯩꯔꯤ ꯃꯗꯨꯅꯥ ꯆꯥꯎꯈꯠꯂꯛꯂꯤꯕꯥ ꯂꯩꯕꯥꯛꯁꯤꯡꯗꯥ ꯁꯦꯜ-ꯊꯨꯝꯒꯤ ꯑꯃꯁꯨꯡ ꯇꯦꯛꯅꯤꯀꯦꯜꯒꯤ ꯃꯇꯦꯡ ꯄꯤꯔꯤ꯫ ꯄꯤꯔꯤꯕꯥ ꯃꯇꯦꯡꯒꯤ ꯆꯥꯡ ꯍꯦꯟꯒꯠꯍꯟꯗꯨꯅꯥ ꯑꯩꯈꯣꯏꯅꯥ ꯃꯥꯂꯦꯝꯒꯤ ꯈ꯭ꯋꯥꯏꯗꯒꯤ